ꯈꯝꯕꯅ ꯀꯥꯎ ꯐꯥꯕ ꯈꯨꯃꯟ ꯈꯝꯕꯅ ꯀꯥꯎ ꯑꯃ ꯐꯥꯕꯒꯤ ꯋꯥꯔꯤ ꯑꯁꯤ ꯃꯣꯏꯔꯥꯡꯒꯤ ꯈꯝꯕ ꯊꯣꯏꯕꯤꯒꯤ ꯂꯤꯅꯋꯥꯔꯤꯗ ꯌꯥꯝꯅ ꯃꯃꯤꯡ ꯂꯩꯕ ꯇꯥꯡꯀꯛꯁꯤꯡꯒꯤ ꯃꯅꯨꯡꯗ ꯑꯃꯅꯤ ꯫ ꯋꯥꯔꯤ ꯀꯣꯡꯌꯥꯝꯕꯥꯅ ꯃꯍꯥꯛꯄꯨ ꯈꯝꯕꯥꯗ ꯀꯔꯝꯅ ꯈ꯭ꯋꯥꯏꯗꯒꯤ ꯐꯖꯅ ꯐꯠꯇꯕ ꯊꯕꯛ ꯇꯧꯕ ꯌꯥꯕꯒꯦ ꯍꯥꯏꯕꯗꯨ ꯈꯟꯈꯤ꯫ ꯑꯗꯨꯕꯨ ꯂꯥꯏꯁꯤꯡꯅ ꯃꯍꯥꯛꯄꯨ ꯃꯍꯥꯛꯀꯤ ꯃꯪꯂꯥꯟꯗ ꯐꯠꯇꯕ ꯈꯨꯠꯂꯥꯏꯁꯤꯡꯒꯤ ꯏꯪꯒꯤꯠ ꯑꯃꯠꯇ ꯇꯝꯕꯤꯈꯤꯗꯦ ꯑꯃꯁꯨꯡ ꯃꯍꯥꯛ ꯌꯥꯝꯅ ꯅꯤꯡꯕ ꯀꯥꯏꯈꯤꯗꯦ꯫ ꯑꯗꯨꯗꯒꯤ ꯃꯍꯥꯛꯅ ꯃꯁꯥꯃꯛꯄꯨ ꯌꯨꯝ ꯑꯃ ꯁꯥꯈꯤ ꯃꯗꯨꯗ ꯃꯍꯥꯛꯅ ꯈꯪꯅꯔꯕ ꯊꯋꯥꯏ ꯑꯃꯒ ꯋꯥꯔꯤ ꯁꯥꯅꯕ ꯌꯥꯏ ꯑꯗꯨꯕꯨ ꯃꯁꯤꯅ ꯃꯍꯥꯛꯄꯨ ꯀꯥꯟꯅꯕ ꯄꯤꯈꯤꯗꯦ꯫ ꯑꯗꯨꯗꯒꯤ ꯅꯨꯃꯤꯠ ꯑꯃꯗ ꯃꯍꯥꯛꯅ ꯃꯣꯏꯔꯥꯡꯒꯤ ꯏꯁꯤꯡꯗ ꯈꯨꯃꯟ ꯉꯥ ꯐꯥꯕꯒꯤ ꯅꯨꯄꯤꯁꯤꯡꯒ ꯎꯅꯈꯤ ꯑꯃꯁꯨꯡ ꯃꯍꯥꯛꯅ ꯃꯈꯣꯏꯗ ꯋꯥꯍꯪ ꯍꯪꯈꯤ꯫ ꯈꯨꯃꯟꯒꯤ ꯅꯨꯄꯤꯁꯤꯡ ꯀꯔꯤꯒꯤꯅꯣ ꯅꯍꯥꯛꯅ ꯃꯣꯏꯔꯥꯡꯒꯤ ꯇꯨꯔꯦꯜꯗ ꯉꯥ ꯐꯥꯔꯤꯕꯅꯣ? ꯏꯀꯣꯞ ꯑꯃꯁꯨꯡ ꯋꯥꯏꯊꯧꯒꯤ ꯏꯁꯤꯡ ꯑꯗꯨ ꯅꯍꯥꯛꯅ ꯂꯩꯇ꯭ꯔꯤꯕ꯭ꯔꯥ? ꯑꯗꯨꯒ ꯃꯈꯣꯏꯅ ꯃꯍꯥꯛꯄꯨ ꯄꯥꯎꯈꯨꯝ ꯄꯤꯗꯨꯅ ꯍꯥꯏꯈꯤ ꯋꯥꯏꯊꯧꯒꯤ ꯏꯁꯤꯡꯒꯤ ꯉꯝꯈꯩꯗ ꯂꯩꯕ ꯔꯤꯗꯁꯤꯡꯒꯤ ꯃꯔꯛꯇ ꯑꯆꯧꯕ ꯁꯟ ꯂꯥꯕ ꯑꯃ ꯂꯩꯔꯤ ꯑꯃꯁꯨꯡ ꯍꯥꯟꯅꯅ ꯃꯍꯥꯛꯅ ꯃꯤꯑꯣꯏ ꯑꯃ ꯍꯥꯠꯈ꯭ꯔꯦ꯫ ꯃꯔꯝ ꯑꯗꯨꯅ ꯑꯩꯈꯣꯏꯅ ꯃꯐꯝ ꯑꯗꯨꯗ ꯉꯥ ꯐꯥꯕꯒꯤ ꯊꯧꯅꯥ ꯂꯩꯇꯦ꯫ ꯑꯗꯨꯗꯒꯤ ꯀꯣꯡꯌꯥꯝꯕꯥꯅ ꯇꯥꯏꯕꯪ ꯃꯄꯨ ꯊꯥꯡꯆꯤꯡꯅ ꯃꯉꯣꯟꯗ ꯂꯥꯏ ꯈꯨꯔꯨꯝꯕꯒꯤ ꯈꯨꯗꯣꯜ ꯄꯤꯈ꯭ꯔꯦ ꯍꯥꯏꯅ ꯂꯧꯅꯈꯤ ꯑꯃꯁꯨꯡ ꯃꯍꯥꯛ ꯃꯥꯏꯕꯤ ꯑꯃ ꯑꯣꯏꯅ ꯁꯦꯝꯕ ꯅꯤꯡꯊꯧꯒꯤ ꯃꯃꯥꯡꯗ ꯂꯦꯞꯈꯤ ꯑꯗꯨꯒ ꯅꯤꯡꯊꯧꯅ ꯃꯉꯣꯟꯗ ꯅꯪ ꯀꯔꯤꯒꯤꯅꯣ ꯂꯥꯛꯂꯤꯕꯅꯣ? ꯍꯥꯏꯅ ꯍꯪꯈꯤ ꯑꯗꯨꯒ ꯀꯣꯡꯌꯥꯝꯕꯅ ꯍꯥꯏꯈꯤ ꯂꯥꯏ ꯊꯥꯡꯆꯤꯡ ꯑꯗꯨꯅ ꯑꯩꯒꯤ ꯅꯥꯀꯣꯡꯗ ꯋꯥ ꯉꯥꯡꯈ꯭ꯔꯦ ꯑꯃꯁꯨꯡ ꯑꯩꯍꯥꯛꯅ ꯃꯍꯥꯛꯀꯤ ꯌꯥꯊꯪ ꯑꯗꯨ ꯑꯩꯉꯣꯟꯗ ꯊꯝꯃꯤ꯫ ꯇꯁꯦꯡꯅ ꯇꯥꯏꯕꯪ ꯃꯄꯨꯅ ꯍꯥꯏꯔꯤ ꯑꯩꯍꯥꯛ ꯁꯥ ꯑꯃꯁꯨꯡ ꯉꯥꯒꯤ ꯀꯠꯊꯣꯛꯄꯁꯤꯡꯒ ꯂꯣꯏꯅꯅ ꯂꯩꯔꯤ ꯑꯗꯨꯕꯨ ꯆꯍꯤ ꯑꯁꯤꯗ ꯑꯩꯒꯤ ꯊꯃꯣꯏꯅ ꯏꯀꯣꯞ ꯑꯃꯁꯨꯡ ꯋꯥꯏꯊꯣꯒꯤ ꯏꯁꯤꯡꯒꯤ ꯉꯝꯈꯩꯗ ꯂꯩꯕ ꯔꯤꯗꯁꯤꯡꯗ ꯂꯨꯞꯇꯨꯅ ꯂꯩꯕ ꯃꯄꯥꯡꯒꯜ ꯀꯟꯕ ꯁꯟ ꯂꯥꯕ ꯑꯗꯨꯒꯤ ꯍꯛꯆꯥꯡꯒꯤ ꯑꯊꯨꯝꯕ ꯃꯍꯥꯎ ꯑꯗꯨ ꯄꯥꯝꯃꯤ꯫ ꯑꯩꯒꯤ ꯃꯤꯅꯥꯏ ꯈꯝꯕꯅ ꯑꯩꯒꯤ ꯏꯀꯥꯏ ꯈꯨꯝꯅꯕ ꯑꯃꯁꯨꯡ ꯂꯩꯕꯥꯛ ꯑꯁꯤꯒꯤ ꯌꯥꯏꯐꯅꯕꯒꯤꯗꯃꯛ ꯃꯁꯤꯕꯨ ꯍꯥꯠꯀꯅꯤ ꯍꯥꯏꯅ ꯋꯥꯁꯛꯏ ꯃꯔꯝꯗꯤ ꯃꯍꯥꯛ ꯊꯧꯅꯥ ꯐꯕ ꯃꯤꯑꯣꯏ ꯑꯃꯅꯤ ꯑꯃꯁꯨꯡ ꯄꯥꯡꯒꯜꯒꯤ ꯑꯆꯧꯕ ꯊꯧꯗꯥꯡ ꯑꯃ ꯇꯧꯅꯕ ꯁꯦꯝ ꯁꯥꯔꯤ꯫ ꯃꯔꯝ ꯑꯗꯨꯅ ꯃꯈꯣꯏꯅ ꯈꯝꯕꯕꯨ ꯀꯧꯈꯤ ꯑꯃꯁꯨꯡ ꯃꯍꯥꯛꯀꯤ ꯋꯥꯁꯛꯀꯤ ꯃꯇꯥꯡꯗ ꯍꯪꯈꯤ ꯑꯃꯁꯨꯡ ꯃꯍꯥꯛꯅ ꯑꯩꯍꯥꯛꯅ ꯋꯥꯁꯛ ꯑꯁꯤ ꯋꯥꯁꯛꯈꯤꯗꯦ ꯍꯥꯏꯅ ꯍꯥꯏꯗꯨꯅ ꯃꯗꯨ ꯌꯥꯈꯤꯗꯦ꯫ ꯑꯗꯨꯗꯒꯤ ꯀꯣꯡꯌꯥꯝꯕꯅ ꯅꯤꯡꯊꯧꯒꯤ ꯃꯃꯥꯡꯗ ꯋꯥꯐꯝ ꯑꯁꯤ ꯍꯥꯏꯅꯕ ꯈꯝꯕꯅ ꯃꯍꯥꯛꯄꯨ ꯈꯨꯗꯣꯜꯁꯤꯡ ꯄꯤꯗꯨꯅ ꯁꯦꯟꯖꯥ ꯊꯨꯝꯖꯥ ꯄꯤꯈꯤ ꯍꯥꯏꯅ ꯂꯧꯅꯈꯤ ꯑꯃꯁꯨꯡ ꯃꯍꯥꯛꯀꯤ ꯖꯥꯇꯤ ꯄꯨꯝꯅꯃꯛ ꯑꯁꯤ ꯑꯔꯥꯟꯕꯅꯤ ꯍꯥꯏꯅ ꯃꯍꯥꯛꯄꯨ ꯇꯛꯁꯤꯟꯈꯤ꯫ ꯑꯗꯨꯗꯒꯤ ꯃꯈꯣꯏ ꯅꯤꯡꯊꯧꯒꯤ ꯃꯃꯥꯡꯗ ꯈꯠꯅ ꯆꯩꯅꯕ ꯊꯣꯛꯈꯤ꯫ ꯃꯁꯤ ꯇꯧꯒꯗꯕ ꯐꯠꯇꯕ ꯊꯕꯛ ꯑꯃ ꯑꯣꯏꯔꯝꯃꯤ ꯅꯤꯡꯊꯧꯒꯤ ꯃꯃꯥꯡꯗ ꯀꯅꯥꯒꯨꯝꯕ ꯑꯃꯠꯇꯅ ꯈꯠꯅ ꯆꯩꯅꯕ ꯅꯠꯇ꯭ꯔꯒ ꯑꯁꯥꯎꯕꯒꯤ ꯋꯥꯍꯩꯁꯤꯡ ꯍꯥꯏꯕ ꯌꯥꯔꯣꯏ꯫ ꯑꯗꯨꯗꯒꯤ ꯅꯤꯡꯊꯧꯅ ꯃꯈꯣꯏꯕꯨ ꯌꯥꯅꯤꯡꯗꯕ ꯐꯣꯡꯗꯣꯛꯈꯤ ꯑꯃꯁꯨꯡ ꯈꯝꯕꯅ ꯅꯤꯡꯊꯧꯒꯤ ꯃꯃꯥꯡꯗ ꯈꯨꯔꯨꯝꯖꯗꯨꯅ ꯍꯥꯏꯈꯤ ꯀꯔꯤꯒꯨꯝꯕ ꯏꯁ꯭ꯋꯥꯔꯅ ꯄꯥꯝꯂꯕꯗꯤ ꯑꯩ ꯃꯁꯤꯒꯤ ꯊꯕꯛ ꯑꯁꯤ ꯇꯧꯕ ꯌꯥꯒꯗ꯭ꯔꯥ?